ꯀꯣꯐꯤ ꯁꯣꯞ ꯑꯃ ꯍꯥꯡꯅꯕꯒꯤꯗꯃꯛ ꯊꯕꯛ ꯊꯧꯔꯝ ꯑꯃ ꯁꯦꯝꯒꯠꯄ꯫ ꯃꯈꯥꯗ ꯀꯣꯐꯤ ꯁꯣꯞ ꯑꯃ ꯍꯥꯡꯕꯒꯤ ꯑꯣꯏꯊꯣꯛꯄꯥ ꯌꯥꯕ ꯑꯃ ꯄꯤꯔꯤ ꯇꯥꯔꯒꯦꯠ ꯃꯥꯔꯀꯦꯠ ꯑꯗꯨ ꯈꯪꯗꯣꯛꯄ ꯀꯣꯐꯤ ꯁꯣꯞ ꯑꯗꯨꯅ ꯂꯩꯒꯗꯕ ꯃꯐꯝ ꯑꯗꯨꯒꯤ ꯃꯑꯣꯡ ꯑꯗꯨ ꯌꯦꯛꯊꯣꯛꯑꯒ ꯅꯩꯅꯗꯨꯅ ꯍꯧꯒꯗꯕꯅꯤ꯫ ꯆꯍꯤ, ꯊꯕꯛ ꯇꯧꯒꯗꯕ, ꯄꯩꯁꯥꯒꯤ ꯂꯥꯛꯀꯗꯕ ꯑꯃꯁꯨꯡ ꯄꯨꯟꯁꯤ ꯃꯍꯤꯡꯒꯨꯝꯕꯥ ꯐꯦꯛꯇꯔꯁꯤꯡ ꯈꯟꯅꯧ ꯑꯃꯁꯨꯡ ꯃꯗꯨꯒꯤ ꯃꯇꯨꯡꯏꯟꯅ ꯑꯣꯐꯔꯁꯤꯡ ꯑꯗꯨ ꯎꯠꯊꯣꯛꯎ꯫ ꯈꯨꯗꯝ ꯑꯣꯏꯅ ꯂꯥꯛꯀꯗꯧꯔꯤꯕꯥ ꯁꯍꯔꯒꯤ ꯃꯐꯝ ꯑꯃꯗ ꯍꯦꯟꯅ ꯌꯥꯝꯅ ꯆꯠꯅꯕ ꯑꯣꯏꯕ ꯑꯃꯁꯨꯡ ꯍꯤꯞ ꯀꯦꯐꯦ ꯑꯃ ꯃꯊꯧ ꯇꯥꯕ ꯌꯥꯏ ꯑꯗꯨꯒ ꯍꯦꯟꯅ ꯇ꯭ꯔꯦꯗꯤꯁꯅꯦꯜ ꯑꯣꯏꯕ ꯌꯨꯝ ꯊꯣꯡ ꯑꯃꯅ ꯅꯨꯡꯉꯥꯏꯕ ꯑꯃꯁꯨꯡ ꯌꯨꯝꯒꯤ ꯃꯑꯣꯡꯗ ꯂꯩꯕꯥ ꯀꯣꯐꯤ ꯁꯣꯞ ꯑꯃ ꯍꯦꯟꯅ ꯄꯥꯝꯅꯕ ꯌꯥꯏ꯫ ꯑꯈꯟꯅꯕ ꯕ꯭ꯔꯥꯟꯗ ꯑꯥꯏꯗꯦꯟꯇꯤꯇꯤ ꯑꯃꯥ ꯁꯦꯝꯕ ꯃꯥꯢ ꯄꯥꯛꯂꯕ ꯀꯣꯐꯤ ꯁꯣꯞ ꯑꯃꯒ ꯆꯥꯡꯗꯝꯅꯗꯨꯅ ꯃꯇꯧ ꯇꯝꯕ ꯊꯣꯏꯗꯣꯛꯄ ꯑꯣꯏꯕꯥ ꯃꯊꯧ ꯇꯥꯏ꯫ ꯀꯦꯐꯦꯒꯤ ꯚꯦꯜꯌꯨꯁꯤꯡ ꯇꯥꯔꯒꯦꯠ ꯃꯥꯔꯀꯦꯠ ꯑꯃꯁꯨꯡ ꯑꯄꯨꯟꯕꯒꯤ ꯄꯥꯟꯗꯝ ꯑꯗꯨ ꯐꯣꯡꯗꯣꯛꯂꯤꯕ ꯑꯆꯦꯠꯄ ꯑꯃꯁꯨꯡ ꯂꯦꯞꯄ ꯂꯩꯇꯕ ꯕ꯭ꯔꯥꯟꯗ ꯑꯥꯏꯗꯦꯟꯇꯤꯇꯤ ꯑꯃ ꯁꯦꯝꯒꯠꯄ꯫ ꯃꯁꯤꯗꯥ ꯂꯣꯒꯣ ꯑꯃꯁꯨꯡ ꯃꯆꯨꯒꯤ ꯊꯧꯔꯥꯡꯗꯒꯤ ꯍꯧꯔꯒꯥ ꯃꯦꯅꯨ ꯗꯤꯖꯥꯏꯟ ꯑꯃꯁꯨꯡ ꯗꯨꯀꯥꯟ ꯑꯗꯨ ꯐꯖꯅꯕ ꯁꯦꯝꯕ ꯐꯥꯎꯕ ꯌꯥꯎꯔꯤ꯫ ꯇꯣꯉꯥꯟ ꯇꯣꯉꯥꯟꯕ ꯑꯃꯁꯨꯡ ꯑꯋꯥꯡꯕ ꯊꯥꯛꯀꯤ ꯃꯦꯅꯨ ꯑꯃ ꯄꯤꯕꯥ꯫ ꯀꯣꯐꯤ ꯑꯁꯤ ꯃꯔꯨꯑꯣꯏꯕ ꯑꯃ ꯑꯣꯏꯔꯒ ꯑꯗꯨꯕꯨ ꯃꯥꯒ ꯄꯨꯟꯕ ꯌꯥꯕ ꯆꯥꯅꯕꯁꯤꯡ ꯈꯅꯒꯠꯂꯕ ꯄꯤꯅꯕꯒꯤ ꯃꯔꯨꯑꯣꯏꯔꯕꯥ ꯑꯗꯨ ꯌꯦꯡꯁꯤꯟꯕꯤꯎ꯫ ꯃꯈꯜ ꯀꯌꯥꯒꯤ ꯄꯦꯁꯇ꯭ꯔꯤꯁꯤꯡ,ꯁꯦꯟꯗꯜꯋꯨꯗꯁꯤꯡ ꯑꯃꯁꯨꯡ ꯆꯥꯅꯕꯁꯤꯡ ꯄꯤꯌꯨ ꯑꯃꯁꯨꯡ ꯄꯣꯠꯂꯝꯁꯤꯡꯒꯤ ꯃꯒꯨꯟ ꯑꯁꯤ ꯃꯀꯣꯛ ꯊꯣꯡꯕꯥ ꯑꯣꯏꯍꯟꯅꯕ ꯁꯣꯏꯗꯅꯥ ꯇꯧꯕꯤꯌꯨ꯫ ꯃꯁꯤꯗꯁꯨ ꯅꯠꯇꯅꯥ ꯇꯣꯉꯥꯟ-ꯇꯣꯉꯥꯟꯕꯥ ꯀꯣꯐꯤ ꯑꯃꯁꯨꯡ ꯆꯥ ꯁꯦꯝꯅꯕꯁꯤꯡꯒꯤꯁꯨ ꯍꯥꯞꯄ ꯌꯥꯕ ꯍꯥꯞꯄꯤꯌꯨ ꯑꯃꯁꯨꯡ ꯄꯣꯠꯁꯤꯡ ꯐꯖꯅ ꯊꯅꯝꯂꯒ ꯃꯦꯅꯨ ꯑꯗꯨ ꯆꯥꯡ ꯅꯥꯏꯅ ꯃꯌꯥꯝꯗ ꯈꯪꯍꯟꯕꯤꯌꯨ꯫ ꯄꯣꯠ ꯂꯩꯕ ꯂꯥꯛꯏꯕꯁꯤꯡꯗ ꯐꯖꯅ ꯇꯧꯕꯤꯕ ꯀꯣꯐꯤ ꯁꯣꯞ ꯑꯃꯒꯤ ꯃꯥꯢ ꯄꯥꯛꯄ ꯑꯁꯤ ꯑꯌꯥꯝꯕꯅ ꯃꯁꯤꯒꯤ ꯂꯩꯕ ꯂꯥꯛꯏꯕꯁꯤꯡꯒꯤ ꯃꯔꯛꯇ ꯈꯨꯟꯅꯥꯏꯒꯤ ꯋꯥꯈꯜꯂꯣꯟ ꯑꯃꯁꯨꯡ ꯊꯥꯖꯕꯥ ꯍꯦꯟꯒꯠꯍꯟꯕ ꯉꯝꯕꯗ ꯌꯨꯝꯐꯝ ꯑꯣꯏ꯫ ꯊꯕꯛ ꯇꯧꯔꯤꯕꯁꯤꯡꯕꯨ ꯃꯤꯅꯨꯡꯁꯤ ꯂꯩꯕꯥ ꯃꯔꯨꯞ-ꯃꯄꯥꯡ ꯑꯣꯏꯕ ꯑꯃꯁꯨꯡ ꯄꯣꯠ ꯂꯩꯕ ꯂꯥꯛꯏꯕꯁꯤꯡꯒꯤ ꯃꯊꯧ ꯇꯥꯕꯁꯤꯡꯗ ꯃꯤꯠꯌꯦꯡ ꯆꯪꯅꯕ ꯐꯖꯅ ꯇꯥꯛꯄꯤꯕ ꯫ ꯃꯈꯣꯏꯕꯨ ꯆꯥꯡ ꯅꯥꯏꯅ ꯂꯥꯛꯂꯤꯕ ꯃꯤꯁꯤꯡꯒꯤ ꯃꯃꯤꯡ ꯑꯃꯁꯨꯡ ꯑꯣꯔꯗꯔꯁꯤꯡ ꯅꯤꯡꯁꯤꯡꯅꯕ ꯄꯨꯛꯅꯤꯡ ꯊꯧꯒꯠꯄ ꯑꯃꯁꯨꯡ ꯑꯄꯨꯟꯕ ꯑꯣꯏꯅ ꯇꯔꯥꯝꯅ ꯑꯣꯛꯄ ꯑꯃꯁꯨꯡ ꯃꯤꯄꯨꯝ ꯈꯨꯗꯤꯡꯃꯛꯅ ꯄꯥꯝꯅꯕ ꯃꯐꯝ ꯑꯃ ꯁꯦꯝꯒꯠꯄꯥ꯫ ꯁꯣꯁꯤꯑꯦꯜ ꯃꯤꯗꯤꯌꯥ ꯂꯤꯚꯔꯦꯖ ꯇꯧꯕꯥ ꯄꯣꯠ ꯂꯩꯕ ꯂꯥꯛꯂꯤꯕꯁꯤꯡꯒ ꯁꯝꯅꯅꯕ ꯄ꯭ꯔꯃꯣꯁꯟ ꯅꯠꯇ꯭ꯔꯒ ꯊꯕꯛ ꯃꯌꯥꯝꯗ ꯈꯪꯍꯟꯅꯕ ꯇꯧꯕ ꯑꯃꯁꯨꯡ ꯀꯣꯐꯤ ꯁꯣꯞꯀꯤ ꯑꯈꯟꯅꯕ ꯌꯣꯟꯂꯤꯕ ꯃꯐꯝ ꯑꯁꯤ ꯎꯠꯅꯕ ꯁꯣꯁꯤꯑꯦꯜ ꯃꯤꯗꯤꯌꯥ ꯁꯤꯖꯤꯟꯅꯕꯥ꯫ ꯀꯁꯇꯃꯔꯁꯤꯡꯅꯥ ꯔꯤꯚꯤꯌꯨꯁꯤꯡ ꯊꯥꯗꯣꯛꯅꯕ ꯐꯣꯇꯣꯁꯤꯡ ꯊꯥꯅꯕ ꯑꯃꯁꯨꯡ ꯃꯈꯣꯏꯒꯤ ꯐꯣꯡꯗꯣꯛꯅꯤꯡꯕꯁꯤꯡ ꯑꯗꯨ ꯐꯣꯡꯗꯣꯛꯍꯟꯕ ꯃꯈꯣꯏꯒꯤ ꯃꯔꯨꯞꯁꯤꯡ ꯑꯃꯁꯨꯡ ꯐꯣꯂꯣꯋꯔꯁꯤꯡꯒ ꯂꯣꯏꯅꯅ ꯃꯌꯥꯝꯗ ꯁꯟꯗꯣꯛꯈꯤꯅꯕ ꯄꯨꯛꯅꯤꯡ ꯊꯧꯒꯠꯇꯨꯅ ꯑꯅꯧꯕ ꯂꯩꯕ ꯂꯥꯛꯄꯁꯤꯡꯕꯨ ꯄꯨꯛꯅꯤꯡ ꯆꯤꯡꯁꯤꯟꯕꯤꯌꯨ꯫ ꯔꯦꯚꯤꯅ꯭ꯌꯨ ꯁꯇ꯭ꯔꯤꯝꯁꯤꯡ ꯃꯈꯜ ꯀꯌꯥ ꯊꯣꯛꯍꯟꯕ ꯀꯣꯐꯤ ꯑꯃꯁꯨꯡ ꯆꯤꯟꯖꯥꯛ ꯌꯣꯟꯕ ꯑꯁꯤꯅ ꯀꯣꯐꯤ ꯁꯣꯞꯀꯤ ꯔꯦꯚꯤꯅ꯭ꯌꯨꯒꯤ ꯑꯆꯧꯕꯥ ꯁꯔꯨꯛ ꯑꯃ ꯑꯣꯏꯕ ꯌꯥꯏ ꯑꯗꯨꯕꯨ ꯁꯦꯟꯊꯣꯛ ꯂꯝꯕꯤꯒꯤ ꯑꯇꯣꯞꯄ ꯄꯥꯝꯕꯩꯁꯤꯡ ꯑꯣꯏꯕꯁꯨ ꯌꯥ꯫ ꯃꯁꯤꯗꯥ ꯊꯣꯡꯕ ꯊꯥꯛꯄ ꯇꯝꯕꯤꯕꯒꯤꯊꯧꯔꯝꯁꯤꯡ ꯄꯥꯡꯊꯣꯛꯄ ꯕ꯭ꯔꯥꯟꯗ ꯃꯥꯔꯆꯦꯟꯗꯥꯏꯖꯁꯤꯡ ꯌꯣꯟꯕ ꯅꯠꯇ꯭ꯔꯒ ꯌꯣꯟꯕ ꯌꯥꯅꯕ ꯂꯣꯀꯦꯜ ꯑꯥꯔꯇꯋꯥꯔ꯭ꯀꯁꯤꯡ ꯎꯠꯄ ꯌꯥꯎꯕ ꯌꯥꯏ꯫ ꯍꯥꯏꯔꯤꯕ ꯇꯧꯒꯗꯕ ꯊꯧꯔꯥꯡ ꯑꯁꯤ ꯐꯖꯅ ꯇꯧꯕꯅ ꯀꯣꯐꯤ ꯁꯣꯞ ꯑꯗꯨꯕꯨ ꯃꯐꯝ ꯑꯗꯨꯒꯤ ꯃꯤꯌꯥꯝꯅ ꯄꯥꯝꯅꯕ ꯑꯃ ꯑꯣꯏꯅ ꯂꯤꯡꯈꯠꯄ ꯉꯃꯒꯅꯤ ꯊꯥꯖꯕ ꯌꯥꯕ ꯀꯁꯇꯃꯔ ꯕꯦꯖ ꯑꯃ ꯄꯨꯛꯅꯤꯡ ꯆꯤꯡꯁꯤꯟꯕ ꯉꯝꯒꯅꯤ ꯑꯃꯁꯨꯡ ꯃꯇꯝ ꯁꯥꯡꯅ ꯃꯥꯏ ꯄꯥꯛꯄ ꯉꯝꯒꯅꯤ꯫